ꯃꯤꯑꯣꯏꯕꯅ ꯂꯩꯔꯔꯣꯏꯗꯕ ꯌꯥꯝꯅ ꯂꯥꯞꯅ ꯂꯩꯕ ꯇꯨꯡꯂꯝꯆꯠꯇ ꯋꯥꯔꯤ ꯑꯃ ꯏꯕꯤꯌꯨ꯫ ꯌꯥꯝꯅ ꯂꯥꯞꯅ ꯂꯩꯕ ꯇꯨꯡꯂꯝꯆꯠꯇ ꯃꯤꯑꯣꯏꯕꯅ ꯂꯩꯔꯤꯕ ꯃꯐꯝ ꯑꯗꯨꯗꯒꯤ ꯃꯇꯝ ꯁꯥꯡꯅ ꯃꯥꯡꯈ꯭ꯔꯕ ꯃꯇꯨꯡꯗ ꯃꯥꯂꯦꯝ ꯑꯁꯤ ꯌꯥꯝꯅ ꯇꯣꯉꯥꯟꯕ ꯃꯐꯝ ꯑꯃꯅꯤ꯫ ꯃꯇꯝ ꯑꯃꯗ ꯑꯋꯥꯡꯕ ꯁꯍꯔꯁꯤꯡ ꯑꯁꯤ ꯃꯇꯝꯒꯤ ꯁꯛꯇꯤꯒꯤ ꯃꯈꯥꯗ ꯆꯦꯟꯊꯔꯛꯈꯤ ꯑꯃꯁꯨꯡ ꯃꯍꯧꯁꯥꯅ ꯃꯁꯥꯒꯤ ꯑꯆꯨꯝꯕ ꯃꯐꯝ ꯑꯗꯨ ꯑꯃꯨꯛ ꯍꯟꯅ ꯐꯪꯂꯦ꯫ ꯋꯥꯏꯅꯦꯁ ꯑꯃꯁꯨꯡ ꯑꯥꯏꯚꯤꯅꯥ ꯊꯥꯗꯣꯛꯈ꯭ꯔꯕ ꯁ꯭ꯀꯥꯏꯁꯀ꯭ꯔꯦꯄꯔꯁꯤꯡꯒꯤ ꯃꯅꯥꯛꯇ ꯆꯦꯟꯊꯔꯛꯏ ꯑꯗꯨꯒ ꯋꯥꯏꯜꯗꯐ꯭ꯂꯥꯋꯔꯁꯤꯡꯅ ꯂꯝꯕꯤꯗ ꯆꯦꯜꯂꯤꯕ ꯆꯦꯡꯁꯤꯡꯒꯤ ꯃꯔꯛꯇ ꯃꯈꯣꯏꯒꯤ ꯂꯝꯕꯤ ꯂꯥꯟꯊꯣꯛꯏ꯫ ꯏꯟꯖꯤꯟꯒꯤ ꯈꯣꯟꯖꯦꯜꯁꯤꯡ ꯑꯃꯁꯨꯡ ꯍꯨꯔꯥꯟꯕ ꯃꯤꯁꯤꯡꯒꯤ ꯈꯣꯟꯖꯦꯜꯁꯤꯡ ꯑꯗꯨ ꯂꯣꯏꯔꯦ꯫ ꯃꯗꯨꯒꯤ ꯃꯍꯨꯠꯇ ꯄꯥꯈꯪꯒꯤ ꯏꯁꯩ ꯑꯃꯁꯨꯡ ꯄꯥꯝꯕꯤꯒꯤ ꯈꯣꯟꯖꯦꯜꯅ ꯃꯍꯨꯠ ꯁꯤꯜꯂꯦ꯫ ꯃꯤꯑꯣꯏꯕꯅ ꯂꯩꯇ꯭ꯔꯕꯁꯨ ꯃꯥꯂꯦꯝ ꯑꯁꯤ ꯄꯨꯟꯁꯤꯗꯒꯤ ꯂꯥꯞꯊꯣꯛꯂꯕ ꯅꯠꯇꯦ꯫ ꯃꯗꯨꯒꯤ ꯃꯍꯨꯠꯇ ꯃꯁꯤꯒ ꯂꯣꯏꯅꯅ ꯊꯨꯝꯖꯤꯜꯂꯤ꯫ ꯃꯇꯝ ꯑꯃꯗ ꯃꯤꯑꯣꯏꯕꯒꯤ ꯁꯤꯚꯤꯂꯥꯏꯖꯦꯁꯟꯒꯤ ꯁꯦꯡꯂꯕ ꯃꯐꯝꯗ ꯍꯨꯔꯥꯟꯂꯝꯕ ꯁꯥꯁꯤꯡ ꯑꯗꯨ ꯍꯧꯖꯤꯛꯇꯤ ꯂꯧꯃꯤꯁꯤꯡ ꯅꯠꯇ꯭ꯔꯒ ꯍꯤꯡꯐꯝ ꯃꯥꯡꯍꯟ ꯇꯥꯛꯍꯟꯕꯒꯤ ꯑꯀꯤꯕ ꯂꯩꯇꯅ ꯅꯤꯡꯊꯤꯖꯅ ꯆꯠꯂꯤ꯫ ꯃꯇꯝ ꯑꯃꯗ ꯃꯤ ꯌꯥꯝꯅ ꯇꯤꯟꯕ ꯁꯍꯔꯁꯤꯡꯒꯤ ꯑꯁꯣꯛꯄ ꯃꯐꯝꯁꯤꯡꯗ ꯎꯆꯦꯛꯁꯤꯡꯒꯤ ꯄꯦꯛꯁꯤꯡꯅ ꯆꯠꯂꯤ ꯑꯃꯁꯨꯡ ꯃꯐꯝ ꯑꯗꯨꯒꯤ ꯂꯝꯗꯝꯁꯤꯡꯗ ꯆꯦꯟꯊꯔꯛꯄ ꯂꯝꯀꯣꯏꯕꯁꯤꯡꯅ ꯆꯠꯂꯤ꯫ ꯃꯤꯑꯣꯏꯕ ꯌꯥꯎꯗꯕ ꯃꯥꯂꯦꯝ ꯑꯁꯤꯗ ꯑꯥꯔꯇꯤꯐꯤꯁꯤꯌꯦꯜ ꯏꯟꯇꯦꯂꯤꯖꯦꯟꯁ ꯀꯤ ꯃꯦꯁꯤꯟꯁꯤꯡ ꯍꯧꯖꯤꯛꯁꯨ ꯂꯩꯔꯤ꯫ ꯃꯇꯝ ꯀꯌꯥꯒꯤ ꯃꯃꯥꯡꯗꯒꯤ ꯂꯩꯔꯛꯂꯕ ꯁꯤꯚꯤꯂꯥꯏꯖꯦꯁꯟ ꯑꯃꯒꯤ ꯑꯔꯦꯝꯕꯁꯤꯡ, ꯃꯈꯣꯌꯅ ꯄ꯭ꯔꯤꯊꯤꯕꯤꯗ ꯆꯠꯂꯤ, ꯃꯈꯣꯏꯒꯤ ꯃꯥꯁ꯭ꯇꯔꯁꯤꯡ ꯂꯩꯇ꯭ꯔꯕꯁꯨ ꯉꯥꯛꯊꯣꯛꯅꯕ ꯑꯃꯁꯨꯡ ꯁꯦꯕꯥ ꯇꯧꯅꯕ ꯃꯈꯣꯏꯒꯤ ꯄ꯭ꯔꯣꯒ꯭ꯔꯥꯝꯁꯤꯡ ꯑꯗꯨ ꯉꯥꯛꯇꯨꯅ ꯊꯝꯂꯤ꯫ ꯍꯥꯏꯔꯤꯕ ꯃꯦꯁꯤꯟꯁꯤꯡ ꯑꯁꯤꯅ ꯃꯈꯣꯏꯒꯤ ꯃꯁꯥꯒꯤ ꯑꯣꯏꯕ ꯈꯨꯟꯅꯥꯏꯁꯤꯡ ꯁꯦꯝꯒꯠꯂꯦ꯫ ꯃꯇꯦꯡ ꯄꯤꯅꯕ ꯑꯃꯁꯨꯡ ꯑꯃꯠꯇ ꯑꯣꯏꯅ ꯄꯨꯟꯁꯤꯟꯅꯗꯨꯅ ꯁꯦꯝꯒꯠꯂꯦ꯫ ꯃꯈꯣꯏꯅ ꯄꯨꯟꯅ ꯊꯕꯛ ꯇꯧꯃꯤꯟꯅꯗꯨꯅ ꯃꯥꯂꯦꯝꯗ ꯃꯤꯑꯣꯏꯕꯅ ꯊꯣꯛꯍꯟꯈꯤꯕ ꯑꯃꯥꯡ-ꯑꯇꯥꯁꯤꯡ ꯑꯗꯨ ꯁꯦꯝꯖꯤꯟꯅꯕ, ꯎ ꯄꯥꯝꯕꯤ ꯊꯥꯕ ꯑꯃꯁꯨꯡ ꯇꯨꯔꯦꯜꯁꯤꯡ ꯁꯦꯡꯗꯣꯛꯏ꯫ ꯃꯈꯣꯏꯒꯤ ꯁꯦꯝꯈꯤꯕꯁꯤꯡ ꯑꯗꯨ ꯂꯩꯔꯝꯗ꯭ꯔꯕꯁꯨ ꯃꯦꯁꯤꯟꯁꯤꯡ ꯑꯁꯤ ꯄꯥꯟꯗꯝ ꯂꯩꯇꯕ ꯅꯠꯇꯦ꯫ ꯃꯈꯣꯏꯒꯤ ꯃꯁꯥꯒꯤ ꯑꯣꯏꯕ ꯄꯥꯟꯗꯝ ꯑꯃ ꯂꯩꯔꯤ: ꯃꯈꯣꯏꯒꯤ ꯈ꯭ꯋꯥꯏꯗꯒꯤ ꯐꯕ ꯃꯑꯣꯡꯗ ꯃꯥꯂꯦꯝ ꯑꯁꯤꯕꯨ ꯉꯥꯛ-ꯁꯦꯟꯕ, ꯃꯤꯑꯣꯏꯕꯒꯤ ꯃꯇꯝ ꯂꯣꯏꯔꯕ ꯃꯇꯨꯡ ꯃꯇꯝ ꯁꯥꯡꯅ ꯄꯨꯟꯁꯤ ꯑꯁꯤ ꯃꯈꯥ ꯇꯥꯅ ꯍꯤꯡꯗꯨꯅ ꯂꯩꯍꯟꯕ, ꯃꯈꯣꯏꯅ ꯃꯁꯥꯒꯤ ꯀꯜꯆꯔ ꯁꯦꯝꯒꯠꯂꯦ, ꯀꯂꯥ ꯑꯃꯁꯨꯡ ꯃ꯭ꯌꯨꯖꯤꯛꯅ ꯊꯜꯂꯕ ꯑꯃꯁꯨꯡ ꯃꯈꯣꯏꯅ ꯂꯧꯁꯤꯡ ꯑꯃꯁꯨꯡ ꯂꯧꯁꯤꯡ ꯐꯪꯅꯕ ꯃꯈꯥ ꯇꯥꯅ ꯍꯣꯠꯅꯔꯤ꯫ ꯃꯔꯝ ꯑꯁꯤꯅ ꯂꯥꯞꯅ ꯂꯩꯕ ꯇꯨꯡꯂꯝꯆꯠꯇ ꯃꯥꯂꯦꯝ ꯑꯁꯤ ꯁꯥꯟꯇꯤ ꯂꯩꯔꯦ꯫ ꯄꯨꯟꯁꯤ ꯑꯁꯤ ꯃꯈꯥ ꯇꯥꯅ ꯍꯤꯡꯂꯤ ꯑꯃꯁꯨꯡ ꯃꯤꯑꯣꯏꯕ ꯖꯥꯇꯤꯒꯤ ꯂꯤꯒꯦꯁꯤ ꯑꯁꯤ ꯄ꯭ꯔꯤꯊꯤꯕꯤꯗ ꯄꯤꯔꯤꯕ ꯃꯥꯡꯍꯟ ꯇꯥꯛꯍꯟꯕ ꯌꯥꯕ ꯁꯥꯐꯨ ꯑꯗꯨꯗ ꯅꯠꯇꯅ ꯃꯁꯤꯒꯤ ꯑꯁꯣꯛ-ꯑꯄꯟꯁꯤꯡ ꯐꯒꯠꯍꯟꯅꯕ ꯂꯦꯞꯄ ꯂꯩꯇꯅ ꯊꯕꯛ ꯇꯧꯔꯤꯕ ꯃꯦꯁꯤꯟꯁꯤꯡꯗ ꯍꯤꯡꯂꯤ꯫ ꯃꯥꯂꯦꯝ ꯑꯁꯤ ꯐꯖꯔꯕ ꯃꯐꯝ ꯑꯃꯅꯤ꯫ ꯑꯉꯛꯄ ꯑꯃꯁꯨꯡ ꯑꯣꯏꯊꯣꯛꯄ ꯌꯥꯕꯁꯤꯡꯅ ꯊꯜꯂꯕ ꯃꯐꯝ ꯑꯃꯅꯤ ꯑꯃꯁꯨꯡ ꯃꯁꯤ ꯑꯗꯨꯃꯛ ꯂꯩꯒꯅꯤ ꯃꯇꯝ ꯄꯨꯝꯅꯃꯛꯇ꯫ "ꯖꯦꯅꯤꯐꯥꯔꯅ ꯇꯣꯝ ꯑꯃꯁꯨꯡ ꯃꯍꯥꯛꯀ ꯂꯣꯏꯅꯅ ꯏꯆꯝ ꯆꯝꯕ ꯔꯦꯁꯤꯄꯤ ꯑꯗꯨ ꯁꯦꯌꯔ ꯇꯧꯈꯤ" ꯍꯥꯏꯕ ꯋꯥꯍꯩ ꯄꯔꯦꯡ ꯑꯁꯤꯗ ꯅꯣꯡꯃꯒꯤ ꯋꯥꯍꯩ ꯑꯃꯁꯨꯡ ꯋꯥꯍꯩ ꯄꯔꯦꯡꯁꯤꯡꯒꯤ ꯃꯔꯛꯇ ꯂꯩꯔꯤꯕ ꯃꯔꯤ ꯑꯗꯨ ꯁꯟꯗꯣꯛꯅ ꯇꯥꯛꯄꯤꯌꯨ꯫ "ꯖꯦꯅꯤꯐꯥꯔꯅ ꯇꯣꯝ ꯑꯃꯁꯨꯡ ꯃꯍꯥꯛꯀ ꯂꯣꯏꯅꯅ ꯏꯆꯝ ꯆꯝꯕ ꯔꯦꯁꯤꯄꯤ ꯑꯗꯨ ꯁꯦꯌꯔ ꯇꯧꯈꯤ" ꯍꯥꯏꯕ ꯋꯥꯍꯩ ꯑꯁꯤꯗ 'ꯖꯦꯅꯤꯐꯥꯔ' ꯍꯥꯏꯕ ꯋꯥꯍꯩ ꯑꯁꯤꯅ ꯋꯥꯍꯩ ꯑꯁꯤꯒꯤ ꯁꯕꯖꯦꯛꯇ ꯑꯣꯏꯅ ꯊꯕꯛ ꯇꯧꯏ ꯑꯃꯁꯨꯡ ꯁꯦꯌꯔ ꯇꯧꯕꯒꯤ ꯑꯦꯛꯁꯟ ꯑꯗꯨ ꯄꯥꯡꯊꯣꯛꯂꯤ꯫ 'ꯇꯣꯝ' ꯍꯥꯏꯕ ꯋꯥꯍꯩ ꯑꯁꯤ ꯏꯟꯗꯥꯏꯔꯦꯛꯇ ꯑꯣꯕꯖꯦꯛꯇꯅꯤ, ꯁꯦꯌꯔ ꯇꯧꯔꯤꯕ ꯃꯤꯑꯣꯏ ꯑꯃꯅꯤ꯫ 'ꯑꯩ' ꯍꯥꯏꯕ ꯄ꯭ꯔꯣꯅꯥꯎꯟ ꯑꯁꯤ ꯖꯦꯅꯤꯐꯥꯔꯕꯨ ꯑꯃꯨꯛ ꯍꯟꯅ ꯔꯤꯐꯔꯦꯟꯁ ꯇꯧꯕ ꯄꯔꯁꯣꯅꯦꯜ ꯄ꯭ꯔꯣꯅꯥꯎꯟ ꯑꯃꯅꯤ꯫ ꯑꯗꯨꯕꯨ ꯋꯥꯍꯩ ꯄꯔꯦꯡ ꯑꯁꯤꯗ 'ꯃꯍꯥꯛ' ꯍꯥꯏꯕ ꯋꯥꯍꯩ ꯁꯤꯖꯤꯟꯅꯕꯁꯤ ꯒ꯭ꯔꯥꯃꯇꯤꯛ ꯑꯣꯏꯅ ꯑꯆꯨꯝꯕ ꯅꯠꯇꯦ꯫ ꯃꯁꯤ ꯇꯣꯝꯕꯨ ꯔꯤꯐꯔꯦꯟꯁ ꯇꯧꯅꯕ ꯄ꯭ꯔꯣꯅꯥꯎꯟ 'ꯍꯤꯝ' ꯍꯥꯏꯅ ꯃꯍꯨꯠ ꯁꯤꯟꯒꯗꯕꯅꯤ꯫